ꯍꯧꯗꯣꯛꯄ ꯃꯦꯟꯇꯦꯜ ꯍꯦꯂꯇꯀꯤ ꯋꯥꯍꯟꯊꯣꯛ ꯑꯃꯁꯨꯡ ꯃꯁꯤꯒꯤ ꯃꯔꯨꯑꯣꯏꯕ ꯃꯦꯟꯇꯦꯜ ꯍꯦꯂꯇꯀꯤ ꯏꯁꯨꯁꯤꯡ ꯑꯁꯤ ꯌꯥꯝꯅ ꯆꯠꯅꯕꯒꯤ ꯃꯇꯥꯡꯗ ꯁ꯭ꯇꯦꯇꯤꯁ꯭ꯇꯤꯛꯁ ꯃꯦꯟꯇꯦꯜ ꯍꯦꯂꯇꯇꯥ ꯃꯔꯨꯑꯣꯏꯅ ꯂꯧꯕ ꯍꯥꯏꯕꯁꯤ ꯃꯔꯨꯑꯣꯏꯕꯒꯤ ꯃꯔꯝꯁꯤꯡ ꯀꯃꯟ ꯑꯣꯏꯕ ꯃꯦꯟꯇꯦꯜ ꯍꯦꯂꯇꯀꯤ ꯋꯥꯐꯝꯁꯤꯡ ꯈꯪꯖꯤꯟꯕ, ꯗꯤꯄꯔꯦꯁꯟ, ꯋꯥꯈꯜ ꯅꯨꯡꯉꯥꯏꯇꯕ, ꯁ꯭ꯇꯔꯦꯁ, ꯕꯥꯏꯄꯣꯂꯣꯖꯤꯀꯦꯜ ꯗꯤꯁꯑꯣꯔꯗꯔ, ꯄꯣꯁ-ꯇ꯭ꯔꯣꯃꯥꯇꯤꯛ ꯁ꯭ꯔꯦꯁ ꯗꯤꯁꯑꯣꯔꯗꯔ, ꯑꯦꯇꯦꯟꯁ ꯗꯦꯐꯦ ꯗꯦꯐꯤꯁꯤꯠ ꯍꯥꯏꯄꯔꯑꯦꯛꯇꯤꯚꯤꯇꯤ ꯗꯤꯁꯑꯣꯔꯗꯔ, ꯁꯥꯏꯟ ꯑꯃꯁꯨꯡ ꯁꯤꯝꯇꯝꯁꯤꯡ, ꯅꯍꯥꯛꯀꯤ ꯃꯦꯟꯇꯦꯜ ꯍꯦꯂꯇ ꯑꯗꯨ ꯀꯔꯝꯅ ꯌꯦꯡꯁꯤꯟꯅꯤ. ꯁꯦꯂꯇ-ꯀꯦꯌꯔ ꯄ꯭ꯔꯦꯛꯇꯤꯁꯁꯤꯡ ꯁꯦꯝꯒꯠꯄꯥ ꯐꯖꯅꯥ ꯆꯥꯕ ꯃꯇꯤꯛ ꯆꯥꯅ ꯇꯨꯝꯕꯥ ꯆꯥꯡ ꯅꯥꯏꯅꯥ ꯑꯦꯛꯁꯔꯁꯥꯏꯖ ꯇꯧꯕꯥ ꯃꯥꯏꯟꯗꯐ꯭ꯔꯦꯟꯗ ꯑꯃꯁꯨꯡ ꯔꯤꯂꯦꯛꯁꯦꯁꯟ ꯇꯦꯛꯅꯤꯛꯁꯤꯡ. ꯁꯄꯣꯔꯠ ꯅꯦꯇꯋꯥꯔꯛ ꯑꯃ ꯁꯦꯝꯕꯥ ꯏꯃꯨꯡ-ꯃꯅꯨꯡ ꯑꯃꯁꯨꯡ ꯃꯔꯨꯞ-ꯃꯄꯥꯡꯁꯤꯡꯒ ꯁꯝꯅꯕꯥ ꯁꯄꯣꯔꯇꯇꯥ ꯌꯥꯎꯕ꯫ ꯀꯥꯡꯂꯨꯞꯁꯤꯡ ꯄ꯭ꯔꯣꯐꯦꯁ꯭ꯅꯦꯜꯒꯤ ꯃꯇꯦꯡ ꯂꯧꯕ. ꯁ꯭ꯇꯔꯦꯁ ꯊꯦꯡꯅꯕꯥ ꯅꯍꯥꯛꯀꯤ ꯁ꯭ꯇꯔꯦꯁꯔꯁꯤꯡ ꯈꯪꯗꯣꯛꯄꯥ ꯑꯃꯁꯨꯡ ꯃꯦꯅꯦꯖ ꯇꯧꯕ ꯔꯨꯇꯤꯟ ꯑꯃ ꯁꯦꯝꯕꯥ ꯅꯍꯥꯛꯅ ꯀꯟꯇꯔꯣꯜ ꯇꯧꯕ ꯉꯝꯗꯕꯥ ꯄꯣꯠꯁꯛꯁꯤꯡ ꯊꯥꯗꯣꯛꯄ ꯇꯝꯕꯥ. ꯊꯥꯒꯠꯄ ꯑꯃꯁꯨꯡ ꯄꯣꯖꯤꯇꯤꯚ ꯑꯣꯏꯕ ꯋꯥꯈꯜ ꯈꯟꯕꯥ. ꯃꯦꯟꯇꯦꯜ ꯍꯦꯜꯇꯀꯤ ꯃꯇꯥꯡꯗ ꯋꯥꯈꯜ ꯋꯥꯕ ꯑꯃꯁꯨꯡ ꯃꯇꯦꯡ ꯄꯥꯡꯅꯕꯥ. ꯃꯤꯠꯌꯦꯡ ꯑꯃꯁꯨꯡ ꯑꯔꯥꯟꯕ ꯋꯥꯈꯜꯂꯣꯟꯁꯤꯡ ꯂꯧꯊꯣꯛꯄ. ꯃꯦꯟꯇꯦꯜ ꯍꯦꯜꯇꯀꯤ ꯃꯇꯥꯡꯗ ꯑꯃꯨꯛꯇꯪ ꯈꯟꯅ-ꯅꯩꯅꯕꯥ ꯄꯨꯛꯅꯤꯡ ꯊꯧꯒꯠꯄꯥ. ꯍꯦꯟꯅꯥ ꯐꯕꯥ ꯃꯦꯟꯇꯦꯜ ꯍꯦꯜꯇ ꯔꯤꯁꯣꯔꯁꯁꯤꯡꯒꯤ ꯃꯇꯥꯡꯗ ꯋꯥꯐꯝ ꯊꯝꯕꯥ. ꯂꯣꯏꯁꯤꯟꯕꯥ. ꯃꯦꯟꯇꯦꯜ ꯍꯦꯜꯇꯀꯤ ꯃꯔꯨꯑꯣꯏꯕ ꯑꯗꯨ ꯑꯃꯨꯛ ꯍꯟꯅꯥ ꯌꯦꯡꯁꯤꯟꯕ ꯄꯥꯔꯤꯕꯁꯤꯡꯕꯨ ꯍꯦꯟꯅꯥ ꯐꯕꯥ ꯈꯣꯡꯊꯥꯡꯁꯤꯡ ꯂꯧꯈꯠꯅꯕꯥ ꯄꯨꯛꯅꯤꯡ ꯊꯧꯒꯠꯄꯥ꯫ ꯃꯇꯦꯡ ꯂꯧꯕ ꯍꯥꯏꯕꯁꯤ ꯄꯥꯡꯒꯜꯒꯤ ꯈꯨꯗꯝ ꯑꯃꯅꯤ ꯍꯥꯏꯅꯥ ꯄꯥꯔꯤꯕꯁꯤꯡꯗꯥ ꯅꯤꯡꯁꯤꯡ ꯍꯟꯕꯥ꯫ ꯑꯩꯅꯥ ꯍꯛꯆꯥꯡ ꯐꯅꯥ ꯂꯩꯅꯕ ꯇꯧꯒꯗꯕꯥ ꯊꯕꯛ ꯑꯍꯨꯝꯒꯤ ꯂꯤꯁ꯭ꯠ ꯑꯃ ꯁꯦꯝꯃꯨ꯫ ꯆꯥꯡ ꯅꯥꯏꯅ ꯑꯦꯛꯁꯔꯁꯥꯏꯖ ꯇꯧꯕꯤꯌꯨ: ꯅꯨꯃꯤꯠ ꯈꯨꯗꯤꯡꯒꯤ ꯌꯥꯝꯗ꯭ꯔꯕꯗ ꯃꯤꯅꯠ ꯆꯥꯝꯃꯒ ꯌꯥꯡꯈꯩ ꯒꯤ ꯑꯣꯏꯅ ꯈꯣꯡꯖꯦꯜ ꯌꯥꯡꯅ ꯆꯠꯄꯥ ꯅꯠꯇꯔꯒ ꯁꯥꯏꯀꯜ ꯊꯧꯕꯒꯨꯝꯕꯥ ꯃꯌꯥꯏ ꯑꯣꯏꯕ ꯐꯤꯖꯤꯀꯦꯜ ꯑꯦꯛꯇꯤꯚꯤꯇꯤꯁꯤꯡ ꯅꯍꯥꯛꯀꯤ ꯔꯨꯇꯤꯟꯗꯥ ꯌꯥꯎꯍꯒꯗꯕꯅꯤ꯫ ꯆꯥꯡ ꯃꯥꯟꯅꯕ ꯗꯥꯏꯠ ꯑꯃ ꯆꯥꯕ: ꯆꯤꯟꯖꯥꯛ ꯀꯥꯡꯂꯨꯞ ꯃꯉꯥ ꯄꯨꯝꯅꯃꯛꯀꯤ ꯃꯈꯜ-ꯃꯈꯥ ꯀꯌꯥꯒꯤ ꯃꯆꯤ ꯑꯣꯏꯕꯥ ꯆꯤꯟꯖꯥꯛꯁꯤꯡ ꯃꯅꯥ-ꯃꯁꯤꯡ, ꯎꯍꯩ-ꯋꯥꯍꯩ, ꯂꯦꯡ-ꯑꯣꯠꯄꯒꯤ ꯄ꯭ꯔꯣꯇꯤꯟꯁꯤꯡ, ꯍꯣꯜ ꯒ꯭ꯔꯦꯟ, ꯑꯃꯁꯨꯡ ꯐꯦꯠ ꯅꯦꯝꯕꯥ ꯗꯥꯏꯔꯤꯒꯤ ꯄꯣꯠꯊꯣꯛꯁꯤꯡ ꯆꯥꯒꯗꯕꯅꯤ꯫ ꯃꯇꯤꯛ ꯆꯥꯅ ꯇꯨꯝꯕꯥ: ꯅꯨꯃꯤꯠ ꯈꯨꯗꯤꯡꯒꯤ ꯌꯥꯝꯗ꯭ꯔꯕꯗ ꯄꯨꯡ ꯇꯔꯦꯠꯇꯒꯤ ꯅꯤꯄꯥꯟ ꯒꯤ ꯑꯐꯕꯥ ꯃꯒꯨꯟ ꯂꯩꯕ ꯑꯃꯁꯨꯡ ꯂꯦꯞꯄꯥ ꯂꯩꯇꯅꯥ ꯇꯨꯝꯕꯥ ꯉꯝꯅꯕꯥ ꯄꯥꯟꯗꯝ ꯊꯝꯃꯨ꯫ ꯃꯁꯤꯅꯥ ꯐꯤꯖꯤꯀꯦꯜ ꯑꯃꯁꯨꯡ ꯃꯦꯟꯇꯦꯜ ꯋꯦꯜꯕꯤꯡ ꯐꯒꯠꯍꯟꯕꯗꯥ ꯃꯇꯦꯡ ꯄꯥꯡꯒꯅꯤ, ꯁ꯭ꯇꯔꯦꯁ ꯂꯦꯚꯦꯜ ꯍꯟꯊꯍꯟꯒꯅꯤ ꯑꯃꯁꯨꯡ ꯏꯝꯃꯌꯨꯟ ꯐꯪꯁꯟ ꯍꯦꯒꯠꯍꯟꯒꯅꯤ꯫ ꯃꯈꯥꯗ ꯄꯤꯔꯤꯕꯥ ꯂꯤꯁ ꯑꯁꯤ ꯀ꯭ꯔꯣꯅꯣꯂꯣꯖꯤꯀꯦꯜ ꯑꯣꯔꯗꯔ ꯑꯃꯗ ꯑꯃꯨꯛ ꯍꯟꯅꯥ ꯑꯣꯔꯗꯔ ꯇꯧ꯫ ꯏꯚꯦꯟꯇ ꯑꯦ, ꯏꯚꯦꯟꯇ ꯕꯤ, ꯏꯚꯦꯟꯇ ꯁꯤ, ꯏꯚꯦꯟꯇ ꯗꯤ ꯊꯧꯗꯣꯛꯁꯤꯡ ꯑꯁꯤ ꯀ꯭ꯔꯣꯅꯣꯂꯣꯖꯤꯀꯦꯜ ꯑꯣꯔꯗꯔꯗꯥ ꯃꯑꯣꯡ ꯆꯨꯝꯅꯥ ꯑꯃꯨꯛ ꯍꯟꯅꯥ ꯑꯣꯔꯗꯔ ꯇꯧꯅꯕꯒꯤꯗꯃꯛ, ꯑꯩꯅ ꯊꯧꯗꯣꯛ ꯈꯨꯗꯤꯡꯃꯛꯀꯥ ꯃꯔꯤ ꯂꯩꯅꯕ ꯑꯀꯛꯅꯕꯥ ꯇꯥꯡꯁꯤꯡ ꯅꯠꯇꯔꯒꯥ ꯃꯇꯝꯁꯤꯡꯒꯤ ꯃꯇꯥꯡꯗ ꯑꯍꯦꯟꯕꯥ ꯏꯟꯐꯣꯔꯃꯦꯁꯟ ꯃꯊꯧ ꯇꯥꯒꯅꯤ꯫ ꯊꯧꯗꯣꯛꯁꯤꯡ ꯑꯁꯤ ꯀꯗꯥꯏꯗ ꯊꯣꯛꯈꯤꯕꯒꯦ?